ꯋꯥꯔꯤ ꯑꯃꯒꯤ ꯄ꯭ꯔꯣꯇꯥꯒꯣꯅꯤꯁ꯭ꯠ ꯑꯗꯨꯅ ꯈꯣꯡꯆꯠ ꯑꯃꯗ ꯂꯧꯈꯠꯀꯗꯕꯤ ꯁꯦꯐꯇꯤꯒꯤ ꯊꯧꯔꯥꯡꯁꯤꯡꯒꯤ ꯂꯤꯁ꯭ꯠ ꯑꯃ ꯁꯦꯝꯃꯨ꯫ ꯃꯃꯥꯡꯗ ꯁꯦꯝ ꯁꯥꯕ‌ ꯑꯃꯁꯨꯡ ꯊꯧꯔꯥꯡ ꯇꯧꯕ - ꯄ꯭ꯔꯣꯇꯤꯒꯣꯅꯤꯁ꯭ꯠ ꯑꯗꯨꯅ ꯃꯈꯣꯏꯒꯤ ꯄꯟꯊꯨꯡꯐꯝ ꯑꯗꯨ ꯔꯤꯁꯔꯆ ꯇꯧꯒꯗꯕꯅꯤ, ꯂꯝꯕꯤ ꯑꯗꯨ ꯃꯦꯞ ꯇꯧꯒꯗꯕꯅꯤ ꯑꯃꯁꯨꯡ ꯑꯀꯨꯞꯄ ꯇ꯭ꯔꯥꯚꯦꯜ ꯄ꯭ꯂꯥꯟ ꯑꯃ ꯁꯦꯝꯒꯗꯕꯅꯤ꯫ ꯃꯈꯣꯏꯅ ꯋꯦꯗꯔ ꯐꯣꯔꯀꯥꯁ꯭ꯠ ꯑꯗꯨꯁꯨ ꯁꯣꯏꯗꯅꯥ ꯆꯦꯛ ꯇꯧꯒꯗꯕꯅꯤ ꯑꯃꯁꯨꯡ ꯃꯇꯤꯛ ꯆꯥꯅ ꯄꯦꯛ ꯇꯧꯒꯗꯕꯅꯤ꯫ ꯀꯥꯅꯦ꯭ꯛꯇ ꯇꯧꯗꯨꯅ ꯂꯩꯕ‌ - ꯄ꯭ꯔꯣꯇꯥꯒꯣꯅꯤꯁ꯭ꯠ ꯑꯗꯨꯅ ꯃꯇꯝ ꯄꯨꯝꯅꯃꯛꯇ ꯃꯈꯣꯏꯒ ꯂꯣꯏꯅꯅꯥ ꯆꯥꯔꯖ ꯇꯧꯔꯕ ꯐꯣꯟ ꯑꯃꯁꯨꯡ ꯁ꯭ꯄꯦꯌꯥꯔ ꯕꯦꯠꯇ꯭ꯔꯤ ꯄꯦꯛ ꯑꯃ ꯊꯝꯒꯗꯕꯅꯤ, ꯃꯁꯤꯒ ꯂꯣꯏꯅꯅꯥ ꯃꯈꯣꯏꯒꯤ ꯇ꯭ꯔꯥꯚꯦꯜ ꯄ꯭ꯂꯥꯟ ꯑꯃꯁꯨꯡ ꯂꯥꯛꯄꯒꯤ ꯊꯥꯖꯕꯥ ꯌꯥꯕ ꯃꯇꯝꯒꯤ ꯃꯇꯥꯡꯗ ꯀꯅꯥꯒꯨꯝꯕ ꯑꯃꯗ ꯈꯪꯍꯟꯒꯗꯕꯅꯤ꯫ ꯑꯦꯃꯔꯖꯦꯟꯁꯤ ꯁꯄ꯭ꯂꯥꯏꯁꯤꯡ ꯄꯦꯛ ꯇꯧꯕ- ꯄ꯭ꯔꯣꯇꯥꯒꯣꯅꯤꯁ꯭ꯠ ꯑꯗꯨꯅ ꯑꯦꯃꯔꯖꯦꯟꯁꯤ ꯑꯃ ꯂꯥꯛꯄ ꯃꯇꯝꯗ ꯐꯥꯔꯁ꯭ꯠ-ꯑꯦꯗ ꯀꯤꯠ, ꯐ꯭ꯂꯥꯁꯂꯥꯏꯠ, ꯍꯨꯏꯁꯜ, ꯑꯃꯁꯨꯡ ꯑꯇꯩ ꯍꯤꯡꯅꯕꯒꯤ ꯃꯊꯧ ꯇꯥꯕꯁꯤꯡ ꯄꯦꯛ ꯇꯧꯒꯗꯕꯅꯤ꯫ ꯃꯔꯨꯑꯣꯏꯕ ꯗꯣꯀ꯭ꯌꯨꯃꯦꯟꯇꯁꯤꯡ ꯁꯦꯀ꯭ꯌꯨꯔ ꯑꯣꯏꯍꯟꯕ- ꯄ꯭ꯔꯣꯇꯥꯒꯣꯅꯤꯁ꯭ꯠ ꯑꯗꯨꯅ ꯃꯈꯣꯏꯒꯤ ꯄꯥꯁꯄꯣꯔꯠ, ꯚꯤꯖꯥ, ꯑꯃꯁꯨꯡ ꯇ꯭ꯔꯥꯚꯦꯜ ꯏꯟꯁꯨꯔꯦꯟꯁꯀꯨꯝꯕ ꯃꯔꯨꯑꯣꯏꯕ ꯗꯣꯀ꯭ꯌꯨꯃꯦꯟꯇꯁꯤꯡ ꯃꯈꯣꯏꯒ ꯂꯣꯏꯅꯅꯥ ꯄꯨꯗꯨꯅ ꯆꯠꯀꯗꯕꯅꯤ, ꯑꯃꯁꯨꯡ ꯑꯣꯔꯤꯖꯤꯅꯦꯜꯁꯤꯡ ꯑꯗꯨ ꯃꯥꯡꯈꯤꯕ ꯅꯠꯇꯔꯒ ꯍꯨꯔꯥꯟꯈꯤꯕ ꯑꯣꯏꯔꯕꯗꯤ ꯀꯣꯄꯤꯁꯤꯡ ꯁꯦꯝꯒꯗꯕꯅꯤ꯫ ꯆꯦꯛꯁꯤꯟꯅ ꯂꯩꯕ ꯑꯃꯁꯨꯡ ꯆꯦꯠꯁꯤꯟꯅ ꯂꯩꯕ - ꯄ꯭ꯔꯣꯇꯣꯒꯣꯅꯤꯁ꯭ꯠ ꯑꯗꯨꯅ ꯃꯈꯣꯎꯒꯤ ꯑꯀꯣꯏꯔꯣꯟ ꯑꯗꯨ ꯈꯪꯖꯤꯟꯒꯗꯕꯅꯤ ꯑꯃꯁꯨꯡ ꯔꯤꯁ꯭ꯛ ꯂꯩꯕ ꯅꯠꯇꯔꯒ ꯈꯨꯗꯣꯡꯊꯤꯅꯤꯉꯥꯏ ꯑꯣꯏ ꯍꯥꯏꯅ ꯈꯪꯅꯕ ꯃꯐꯝꯁꯤꯡꯗꯒꯤ ꯂꯥꯞꯅ ꯂꯩꯒꯗꯕꯅꯤ꯫ ꯃꯃꯜ ꯌꯥꯝꯂꯕꯥ ꯄꯣꯠꯂꯝꯁꯤꯡ ꯑꯁꯣꯏ-ꯑꯉꯥꯝ ꯌꯥꯎꯗꯅꯥ ꯊꯝꯃꯨ - ꯁꯦꯜ, ꯀ꯭ꯔꯦꯗꯤꯠ ꯀꯥꯔꯗ, ꯑꯃꯁꯨꯡ ꯖꯨꯋꯦꯂꯔꯤꯒꯨꯝꯕ ꯃꯃꯜ ꯌꯥꯝꯂꯕꯥ ꯄꯣꯠꯂꯝꯁꯤꯡ ꯑꯁꯤ ꯑꯁꯣꯏ-ꯑꯉꯥꯝ ꯌꯥꯎꯗꯕꯥ ꯃꯐꯝ ꯑꯃꯗ ꯊꯝꯒꯗꯕꯅꯤ, ꯁꯦꯐ ꯑꯃꯗ ꯊꯝꯒꯗꯕꯅꯤ ꯅꯠꯇꯔꯒ ꯃꯅꯤ ꯕꯦꯜꯇ ꯑꯃꯗ ꯊꯝꯒꯗꯕꯅꯤ꯫ ꯑꯌꯨꯛꯇ ꯆꯠꯊꯣꯛ-ꯆꯠꯁꯤꯟ ꯇꯧꯗꯅꯕꯥ - ꯀꯔꯤꯒꯨꯝꯕ ꯋꯥꯕ ꯇꯥꯔꯕꯗꯤ, ꯄ꯭ꯔꯣꯇꯥꯒꯣꯅꯤꯁ꯭ꯠ ꯑꯗꯨꯅ ꯑꯌꯨꯛꯇ ꯆꯠꯊꯣꯛ-ꯆꯠꯁꯤꯟ ꯇꯧꯔꯣꯏꯗꯕꯅꯤ, ꯃꯔꯨꯑꯣꯏꯅ ꯈꯪꯗꯕ ꯃꯐꯝꯁꯤꯡꯗ ꯅꯠꯇꯔꯒ ꯃꯉꯥꯜ ꯌꯥꯝꯅ ꯂꯩꯇꯕꯥ ꯂꯝꯕꯤꯁꯤꯡꯗ ꯆꯠꯊꯣꯛ-ꯆꯠꯁꯤꯟ ꯇꯧꯔꯣꯏꯗꯕꯅꯤ꯫ ꯃꯈꯣꯏꯒꯤ ꯏꯟꯁꯇꯤꯇ꯭ꯌꯨꯠꯁꯤꯡꯗ ꯊꯥꯖꯕꯥ ꯊꯝꯕ - ꯄꯨꯝꯅꯃꯛꯀꯤ ꯃꯊꯛꯇ, ꯄ꯭ꯔꯣꯇꯥꯒꯣꯅꯤꯁ꯭ꯠ ꯑꯗꯨꯅ ꯃꯈꯣꯏꯒꯤ ꯏꯟꯁ꯭ꯇꯤꯇ꯭ꯌꯨꯠꯁꯤꯡꯗ ꯊꯥꯖꯕ ꯊꯝꯒꯗꯕꯅꯤ ꯑꯃꯁꯨꯡ ꯀꯔꯤꯒꯨꯝꯕ ꯈꯔꯥ ꯑꯔꯥꯟꯕ ꯑꯣꯏꯔꯛꯄ ꯌꯥꯏ ꯍꯥꯏꯕꯒꯤ ꯅꯨꯡꯉꯥꯏꯇꯕꯥ ꯅꯠꯇꯔꯒ ꯏꯟꯇ꯭ꯌꯨꯏꯁꯟꯒꯤ ꯐꯤꯚꯝ ꯑꯃꯍꯦꯛꯇꯗꯥ ꯄꯨꯛꯅꯤꯡ ꯆꯪꯒꯗꯕꯅꯤ꯫ ꯀꯁ꯭ꯇꯃꯔ ꯐꯤꯗꯕꯦꯛ ꯁꯤꯁꯇꯦꯝ ꯑꯃ ꯏꯝꯄꯂꯤꯃꯦꯟꯇ ꯇꯧꯅꯕ ꯕꯦꯁꯤꯛ ꯄ꯭ꯂꯥꯟ ꯑꯃ ꯁꯦꯝꯕ꯫ ꯀꯁ꯭ꯇꯃꯔ ꯐꯤꯗꯕꯦꯛ ꯁꯤꯁꯇꯦꯝ ꯑꯁꯤ ꯃꯈꯣꯏꯒꯤ ꯁꯔꯚꯤꯁꯁꯤꯡ ꯐꯒꯠꯍꯟꯕ ꯄꯥꯝꯕ, ꯀꯁ꯭ꯇꯃꯔꯒꯤ ꯃꯊꯧ ꯇꯥꯕꯁꯤꯡ ꯑꯗꯨ ꯌꯦꯡꯁꯤꯟꯕ ꯄꯥꯝꯕ ꯑꯃꯁꯨꯡ ꯃꯈꯣꯏꯒꯤ ꯃꯤꯡꯆꯠ ꯑꯗꯨ ꯉꯥꯛꯇꯨꯅ ꯊꯝꯕ ꯄꯥꯝꯕ ꯕꯤꯖꯤꯅꯦꯁ ꯑꯃꯍꯦꯛꯇꯒꯤꯗꯃꯛ ꯌꯥꯝꯅ ꯃꯔꯨꯑꯣꯏ꯫ ꯀꯁ꯭ꯇꯃꯔ ꯐꯤꯗꯕꯦꯛ ꯁꯤꯁꯇꯦꯝ ꯑꯃ ꯏꯝꯄ꯭ꯂꯤꯃꯦꯟꯇ ꯇꯧꯅꯕꯒꯤ ꯕꯦꯁꯤꯛ ꯄ꯭ꯂꯥꯟ ꯑꯃ ꯃꯈꯥꯗ ꯄꯤꯔꯤ -ꯄꯥꯟꯗꯝ ꯑꯃꯁꯨꯡ ꯄꯥꯟꯗꯝꯁꯤꯡ ꯂꯦꯞꯊꯣꯛꯄ - ꯐꯤꯗꯕꯦꯛ ꯁꯤꯁꯇꯦꯝ ꯑꯁꯤꯒ ꯂꯣꯏꯅꯅꯥ ꯅꯍꯥꯛꯅꯥꫪ ꯀꯔꯤ ꯐꯪꯅꯤꯡꯂꯤꯕꯒꯦ ꯍꯥꯏꯕꯗꯨ ꯈꯪꯗꯣꯛꯄ꯫ ꯅꯍꯥꯛꯅ ꯀꯁ꯭ꯇꯃꯔꯁꯤꯡꯒꯤ ꯊꯥꯖꯕ ꯍꯦꯟꯒꯠꯍꯟꯅꯕ, ꯄꯣꯠꯊꯣꯛ ꯁꯤꯖꯤꯟꯅꯕꯒꯤ ꯃꯇꯥꯡꯗ ꯗꯦꯇꯥ ꯈꯣꯝꯖꯤꯟꯅꯕꯥ, ꯅꯠꯇꯔꯒ ꯀꯁ꯭ꯇꯃꯔꯁꯤꯡꯒꯤ ꯋꯥꯀꯠꯁꯤꯡ ꯌꯦꯡꯁꯤꯟꯅꯕ ꯌꯦꯡꯂꯤꯕ꯭ꯔꯥ? ꯑꯣꯞꯂꯥꯏꯟ ꯃꯥꯔꯀꯦꯇꯤꯡ ꯇꯨꯜꯁꯤꯡꯒꯤ ꯂꯤꯁ꯭ꯠ ꯑꯃ ꯁꯦꯝꯕ꯫ ꯃꯈꯥꯗ ꯄꯤꯔꯤꯕꯁꯤ ꯕꯤꯖꯤꯅꯦꯁꯁꯤꯡꯅ ꯃꯈꯣꯏꯒꯤ ꯄꯣꯠꯊꯣꯛꯁꯤꯡ ꯅꯠꯇꯔꯒ ꯁꯔꯚꯤꯁꯁꯤꯡ ꯄ꯭ꯔꯃꯣꯠ ꯇꯧꯕꯗ ꯁꯤꯖꯤꯟꯅꯕꯥ ꯌꯥꯕ ꯑꯣꯞꯂꯥꯏꯟ ꯃꯥꯔꯀꯦꯇꯤꯡ ꯇꯨꯜ ꯈꯔꯥꯅꯤ, ꯍꯨꯠꯁꯨꯏꯠ - ꯕꯤꯖꯤꯅꯦꯁꯁꯤꯡꯅ ꯃꯈꯣꯏꯒꯤ ꯁꯣꯁꯤꯑꯦꯜ ꯃꯤꯗꯤꯌꯥ ꯄ꯭ꯔꯦꯖꯦꯟꯁ ꯃꯦꯅꯦꯖ ꯇꯧꯕ ꯑꯃꯁꯨꯡ ꯁꯦꯗ꯭ꯌꯨꯜ ꯇꯧꯕ ꯌꯥꯕ ꯁꯣꯁꯤꯑꯦꯜ ꯃꯤꯗꯤꯌꯥ ꯃꯦꯅꯦꯖꯃꯦꯟꯇ ꯄ꯭ꯂꯦꯠꯐꯣ꯭ꯔꯝ ꯑꯃꯅꯤ꯫ ꯒꯨꯒꯜ ꯑꯦꯅꯥꯂꯥꯏꯇꯤꯛꯁ -ꯕꯤꯖꯤꯅꯦꯁꯁꯤꯡꯅ ꯋꯦꯕꯁꯥꯏꯠ ꯇ꯭ꯔꯥꯐꯤꯛ ꯑꯃꯁꯨꯡ ꯑꯇꯣꯞꯄ ꯃꯔꯨꯑꯣꯏꯕ ꯃꯇꯔꯤꯛꯁꯤꯡ ꯇ꯭ꯔꯦꯛ ꯇꯧꯕ ꯌꯥꯍꯟꯕ ꯐ꯭ꯔꯤ ꯋꯦꯕ ꯑꯦꯅꯥꯂꯥꯏꯇꯤꯛꯁ ꯁꯔꯚꯤꯁ ꯑꯃꯅꯤ꯫ ꯍꯕꯁ꯭ꯄꯣꯠ - ꯕꯤꯖꯤꯅꯦꯁꯁꯤꯡꯅ ꯂꯤꯗꯔꯁꯤꯡꯕꯨ ꯄꯨꯛꯅꯤꯡ ꯆꯤꯡꯁꯤꯟꯕ ꯑꯃꯁꯨꯡ ꯑꯣꯟꯊꯣꯛꯄꯗ ꯃꯇꯦꯡ ꯄꯥꯡꯂꯤꯕ ꯑꯣꯜ-ꯏꯟ-ꯋꯥꯟ ꯃꯥꯔꯀꯦꯇꯤꯡ, ꯁ‌ꯣꯜꯁ, ꯑꯃꯁꯨꯡ ꯁꯔꯕꯤꯁ ꯄ꯭ꯂꯦꯠꯐꯣꯔꯝ ꯑꯃꯅꯤ꯫